ꯋꯦꯕꯁꯥꯏꯠ ꯑꯃꯗꯥ ꯄꯤꯔꯤꯕꯥ ꯗꯣꯃꯦꯟ ꯅꯦꯝ ꯑꯃꯥ ꯈꯪꯗꯣꯛꯅꯕꯥ, ꯅꯍꯥꯛꯅꯥ ꯃꯈꯥꯗꯥ ꯄꯤꯔꯤꯕꯥ ꯁ꯭ꯇꯦꯞꯁꯤꯡ ꯑꯁꯤ ꯁꯤꯖꯤꯟꯅꯗꯨꯅꯥ ꯑꯦꯜꯒꯣꯔꯤꯊꯝ ꯑꯃꯥ ꯁꯦꯝꯕꯥ ꯌꯥꯏ꯫ꯏꯟꯄꯨꯠ ꯇꯦꯛꯁꯒꯤ ꯑꯗꯨ ꯂꯧꯊꯣꯛꯄꯥ ꯗꯣꯃꯦꯟ ꯅꯦꯝ ꯑꯗꯨ ꯑꯥꯏꯁꯣꯂꯦꯠ ꯇꯧꯅꯕꯥ ꯑꯗꯨ ꯄꯥꯔꯁ ꯇꯧꯕꯥ ꯌꯥꯏ꯫ ꯃꯁꯤ ꯔꯦꯒꯨꯂꯥꯔ ꯑꯦꯛꯁꯄ꯭ꯔꯦꯁꯟꯁꯤꯡ ꯁꯤꯖꯤꯟꯅꯗꯨꯅꯥ, ꯅꯠꯇ꯭ꯔꯒꯥ ꯄ꯭ꯔꯣꯒ꯭ꯔꯥꯃꯤꯡ ꯂꯣꯜ ꯈꯔꯗꯥ ꯐꯪꯂꯤꯕꯥ ꯕꯤꯜ-ꯏꯟ ꯐꯪꯁꯟꯁꯤꯡ ꯁꯤꯖꯤꯟꯅꯗꯨꯅꯥ ꯇꯧꯕꯥ ꯌꯥꯏ꯫ ꯗꯣꯃꯦꯟ ꯅꯦꯝ ꯑꯁꯤ ꯃꯍꯧꯁꯥꯅꯥ ꯄ꯭ꯔꯣꯇꯣꯀꯣꯜ ꯑꯃꯁꯨꯡ ꯄ꯭ꯔꯣꯇꯣꯀꯣꯜꯒꯤ ꯃꯇꯨꯡꯗꯥ ꯊꯣꯛꯄꯥ ꯑꯍꯥꯟꯕꯥ ꯁ꯭ꯂꯦꯁ ꯑꯗꯨꯒꯤ ꯃꯔꯛꯇꯥ ꯐꯪꯏ꯫ ꯗꯣꯃꯦꯟ ꯅꯦꯝꯒꯤ ꯁꯔꯨꯛ ꯑꯃꯥ ꯑꯣꯏꯗꯕꯅꯥ ꯄ꯭ꯔꯤꯐꯤꯛꯁ ꯇꯧꯕꯥꯅꯤ꯫ ꯔꯤꯖꯜꯇ ꯑꯣꯏꯕꯥ ꯏꯁꯇ꯭ꯔꯤꯡ ꯑꯗꯨ ꯗꯣꯃꯦꯏꯒꯤ ꯃꯃꯤꯡꯅꯤ꯫ ꯏꯟꯄꯨꯠꯇꯥ ꯄꯤꯔꯤꯕꯥ ꯈꯨꯗꯝ ꯑꯁꯤ ꯂꯧꯁꯤ꯫ꯑꯗꯨ ꯑꯦꯛꯁꯇ꯭ꯔꯦꯛꯇ ꯇꯧ꯫ꯗꯣꯃꯦꯟ ꯅꯦꯝ ꯑꯗꯨ ꯑꯥꯏꯁꯣꯂꯦꯠ ꯇꯧꯅꯕꯥ ꯑꯗꯨ ꯄꯥꯔꯁ ꯇꯧ꯫ ꯗꯣꯃꯦꯟ ꯅꯦꯝ ꯑꯁꯤꯒꯤ ꯃꯇꯨꯡꯗꯥ ꯑꯍꯥꯟꯕ ꯁ꯭ꯂꯦꯁꯀꯤ ꯃꯔꯛꯇꯥ ꯐꯪꯏ, ꯃꯁꯤꯅꯥ ꯀꯦꯁ ꯑꯁꯤꯗꯥ ꯏꯁꯇ꯭ꯔꯤꯡꯒꯤ ꯑꯔꯣꯏꯕꯥ ꯑꯣꯏꯔꯤ꯫ ꯃꯈꯥꯗꯥ ꯄꯤꯔꯤꯕꯥ ꯋꯥꯍꯩ ꯑꯁꯤꯒꯤ ꯇꯣꯟ ꯑꯁꯤ ꯈꯪꯗꯣꯛꯎ꯫ ꯃꯇꯝ ꯑꯁꯤ ꯃꯃꯜ ꯌꯥꯝꯂꯕꯥ ꯂꯟ ꯑꯃꯅꯤ꯫ ꯃꯔꯝ ꯑꯗꯨꯅꯥ ꯃꯁꯤ ꯂꯧꯁꯤꯡ ꯂꯩꯅꯥ ꯁꯤꯖꯤꯟꯅꯧ꯫ ꯋꯥꯍꯩ ꯑꯁꯤꯒꯤ ꯈꯣꯟꯖꯦꯜ ꯑꯁꯤ ꯑꯦꯠꯚꯥꯏꯖꯔꯤ ꯅꯠꯇ꯭ꯔꯒꯥ ꯏꯟꯁꯇ꯭ꯔꯛꯇꯤꯕ ꯑꯣꯏꯅꯥ ꯐꯣꯡꯗꯣꯛꯄꯥ ꯌꯥꯏ꯫ ꯄꯦꯖꯦꯖ ꯑꯗꯨꯒꯤ ꯃꯑꯣꯡ ꯃꯇꯧ ꯑꯗꯨ ꯑꯦꯅꯥꯂꯥꯏꯖ ꯇꯧ꯫ ꯅꯨꯃꯤꯠ ꯑꯗꯨ ꯎꯄꯥꯜꯁꯤꯡꯒꯤ ꯃꯇꯨꯡꯗꯥ ꯂꯦꯞꯂꯒꯥ ꯊꯣꯏꯗꯣꯛꯄꯥ ꯒꯥꯔꯅꯦꯠ ꯁ꯭ꯀꯥꯏ ꯑꯃꯥ ꯊꯝꯈꯤ꯫ ꯄꯦꯖꯦꯖ ꯑꯁꯤꯒꯤ ꯃꯑꯣꯡ ꯃꯇꯧ ꯑꯁꯤ ꯅꯤꯡꯊꯤꯖꯩ꯫ ꯎꯁꯤꯡꯒꯤ ꯃꯇꯨꯡꯗꯥ ꯅꯨꯃꯤꯠ ꯆꯨꯞꯄꯥ ꯂꯦꯞꯂꯤꯕꯥ ꯏꯃꯦꯖꯔꯤ ꯑꯃꯁꯨꯡ ꯒꯣꯔꯖꯤꯌꯥꯁ ꯒꯥꯔꯅꯦꯠ ꯍꯥꯏꯕꯥ ꯋꯥꯍꯩ ꯑꯁꯤꯒꯥ ꯂꯣꯏꯅꯅꯥ ꯑꯇꯤꯌꯥꯒꯤ ꯐꯖꯔꯕꯥ ꯃꯁꯛ ꯇꯥꯛꯄꯥ ꯑꯁꯤꯅꯥ ꯊꯋꯥꯏ ꯌꯥꯎꯕꯥ ꯑꯃꯁꯨꯡ ꯅꯨꯡꯉꯥꯏꯕꯒꯤ ꯋꯥꯈꯜ ꯄꯣꯛꯍꯜꯂꯤ꯫ ꯖꯦꯅꯦꯔꯦꯇꯤꯞ ꯄ꯭ꯔꯤꯇ꯭ꯔꯦꯟ ꯇ꯭ꯔꯥꯟꯁꯐꯣꯔꯃꯔꯒꯤ ꯃꯣꯗꯦꯜ ꯑꯃꯅꯥ ꯄꯥꯎꯈꯨꯝ ꯄꯤꯕꯥ ꯌꯥꯕꯥ ꯋꯥꯍꯪ ꯃꯈꯜ ꯑꯃꯒꯤ ꯈꯨꯗꯝ ꯑꯃꯥ ꯁꯦꯝꯃꯨ꯫ ꯖꯦꯅꯦꯔꯦꯇꯤꯕ ꯄ꯭ꯔꯤ-ꯇ꯭ꯔꯦꯟ ꯇ꯭ꯔꯥꯟꯁꯐꯣꯔꯃꯔ ꯃꯣꯗꯦꯜ ꯑꯃꯅꯥ ꯇꯣꯉꯥꯟ ꯇꯣꯉꯥꯟꯕꯥ ꯍꯤꯔꯝ ꯑꯃꯁꯨꯡ ꯗꯣꯃꯦꯟ ꯀꯌꯥꯒꯤ ꯃꯔꯛꯇꯥ ꯃꯈꯜ ꯀꯌꯥꯒꯤ ꯋꯥꯍꯪꯁꯤꯡꯒꯤ ꯄꯥꯎꯈꯨꯝ ꯄꯤꯕꯥ ꯉꯝꯒꯅꯤ꯫ ꯖꯦꯅꯦꯔꯦꯇꯤꯞ ꯄ꯭ꯔꯤꯇ꯭ꯔꯦꯟ ꯇ꯭ꯔꯥꯟꯁꯐꯣꯔꯃꯔꯒꯤ ꯃꯣꯗꯦꯜ ꯑꯃꯅꯥ ꯄꯥꯎꯈꯨꯝ ꯄꯤꯕꯥ ꯌꯥꯕꯥ ꯋꯥꯍꯪ ꯃꯈꯜꯁꯤꯡꯒꯤ ꯈꯨꯗꯝ ꯈꯔꯥ ꯃꯈꯥꯗꯥ ꯄꯤꯔꯤ: ꯇꯁꯦꯡꯕꯥ ꯑꯃꯁꯨꯡ ꯏꯟꯐꯣꯔꯃꯦꯁꯟꯅꯦꯜ ꯋꯥꯍꯪꯁꯤꯡ: "ꯐ꯭ꯔꯥꯟꯁꯀꯤ ꯀꯦꯄꯤꯇꯦꯜ ꯑꯁꯤ ꯀꯔꯤꯅꯣ? ꯏꯪ ꯁꯣꯛ ꯂꯤꯁꯤꯡꯑꯅꯤ ꯀꯨꯟꯗꯥ ꯁꯨꯄꯥꯔ ꯕꯣꯜ ꯀꯅꯥꯅ ꯃꯥꯏꯄꯥꯛꯈꯤꯕꯒꯦ?" ꯃꯁꯛ ꯇꯥꯛꯄꯥ ꯑꯃꯁꯨꯡ ꯃꯌꯦꯛ ꯁꯦꯡꯅꯥ ꯇꯥꯛꯄꯥ ꯋꯥꯍꯪꯁꯤꯡ: "ꯁꯣꯂꯥꯔ ꯄꯦꯅꯦꯜꯁꯤꯡꯅꯥ ꯀꯔꯝꯅꯥ ꯊꯕꯛ ꯇꯧꯕꯒꯦ? " "ꯑꯩꯈꯣꯏꯅꯥ ꯀꯔꯤꯒꯤ ꯔꯨꯠꯁꯤꯡ ꯂꯩꯔꯤꯕꯅꯣ? " ꯄꯔꯁꯣꯅꯦꯂꯥꯏꯖ ꯑꯃꯁꯨꯡ ꯀꯟꯇꯦꯛꯁꯆꯨꯑꯦꯜ ꯑꯣꯏꯕꯥ ꯋꯥꯍꯪꯁꯤꯡ: "ꯉꯁꯤ ꯅ꯭ꯌꯨ ꯌꯣꯛꯇꯥ ꯅꯣꯡꯖꯨ-ꯅꯨꯡꯁꯥ ꯑꯁꯤ ꯀꯔꯝꯅꯥ ꯑꯣꯏꯔꯤꯕꯒꯦ? "ꯑꯩꯕꯨ ꯂꯣꯁ ꯑꯦꯟꯖꯦꯂꯁꯇꯒꯤ ꯁꯥꯟ ꯐ꯭ꯔꯥꯟꯁꯤꯁꯀꯣꯗꯥ ꯆꯠꯄꯗꯥ ꯃꯇꯝ ꯀꯌꯥ ꯂꯧꯒꯅꯤ? " ꯄ꯭ꯔꯣꯁꯤꯖꯔ ꯑꯃꯁꯨꯡ ꯃꯇꯧ ꯀꯔꯝꯅꯥ ꯇꯧꯒꯗꯒꯦ ꯍꯥꯏꯕꯒꯤ ꯋꯥꯍꯪꯁꯤꯡ: "ꯅꯍꯥꯛꯅꯥ ꯚꯤꯁꯥ ꯀꯔꯝꯅꯥ ꯁꯦꯃꯒꯅꯤ?" "ꯄꯥꯁꯄꯣꯔꯠꯀꯤꯗꯃꯛ ꯑꯦꯄ꯭ꯂꯥꯏ ꯇꯧꯕꯒꯤ ꯊꯧꯑꯣꯡ ꯑꯁꯤ ꯀꯔꯤꯅꯣ? " ꯋꯥꯈꯜꯂꯣꯟꯗꯥ ꯌꯨꯝꯐꯝ ꯑꯣꯏꯕꯥ ꯑꯃꯁꯨꯡ ꯂꯥꯛꯀꯗꯧꯔꯤꯕꯥ ꯋꯥꯍꯪꯁꯤꯡ: "ꯆꯤꯀꯥꯒꯣꯗꯥ ꯈ꯭ꯋꯥꯏꯗꯒꯤ ꯐꯕꯥ ꯔꯦꯁꯇꯣꯔꯦꯟꯇ ꯑꯁꯤ ꯀꯔꯤꯅꯣ? ꯗꯦꯔꯥꯏꯕꯦꯇꯤꯞꯀꯤꯗꯃꯛ ꯏꯀ꯭ꯌꯨꯏꯂꯔ ꯑꯗꯨ ꯂꯧꯊꯣꯛꯎ꯫ ꯐꯪꯁꯟ ꯑꯃꯒꯤ ꯗꯦꯔꯥꯏꯕꯦꯇꯤꯞꯅꯥ ꯄꯣꯏꯟ ꯑꯃꯍꯦꯛꯇꯗꯥ ꯐꯪꯁꯟ ꯑꯗꯨꯗꯥ ꯇꯦꯟꯖꯦꯟ ꯂꯥꯏꯟꯒꯤ ꯁ꯭ꯂꯣꯞ ꯑꯗꯨ ꯄꯤ꯫ ꯑꯩꯈꯣꯏꯅꯥ ꯗꯦꯔꯥꯏꯕꯦꯇꯤꯞꯀꯤꯗꯃꯛ ꯏꯀ꯭ꯌꯨꯏꯂꯔ ꯑꯁꯤ ꯂꯧꯊꯣꯛꯅꯕꯥ ꯗꯦꯔꯥꯏꯕꯦꯇꯤꯞꯀꯤ ꯋꯥꯍꯟꯊꯣꯛ ꯑꯁꯤ ꯁꯤꯖꯤꯟꯅꯕꯥ ꯌꯥꯏ꯫ ꯑꯗꯨꯅꯥ ꯗꯦꯔꯥꯏꯕꯦꯇꯤꯞꯀꯤꯗꯃꯛ ꯏꯀ꯭ꯌꯨꯏꯂꯔ ꯑꯁꯤ ꯑꯃꯥꯗꯒꯤ ꯇꯔꯥ ꯐꯥꯎꯕꯒꯤ ꯃꯁꯤꯡꯒꯤ ꯂꯤꯁ ꯑꯃꯥ ꯌꯥꯎꯕꯥ ꯑꯦꯔꯦ ꯑꯃꯒꯤꯗꯃꯛ ꯀꯣꯠ ꯏꯌꯨ꯫ ꯆꯍꯤ ꯑꯃꯗꯥ ꯌꯥꯝꯗ꯭ꯔꯕꯗꯥ ꯄꯤꯕꯥ ꯇ꯭ꯔꯥꯟꯁꯄꯣꯔꯇꯦꯁꯟ ꯁꯤꯁꯇꯦꯝ ꯏꯟꯖꯤꯅꯤꯌꯔ ꯑꯃꯒꯤꯗꯃꯛ ꯊꯕꯛ ꯑꯃꯥ ꯊꯤꯕꯤꯌꯨ꯫ ꯑꯩꯍꯥꯛꯅꯥ ꯐꯪꯈꯤꯕꯥ ꯔꯤꯛꯃꯦꯟꯗꯦꯁꯟ ꯃꯈꯥꯗꯥ ꯄꯤꯔꯤ: ꯇ꯭ꯔꯥꯟꯁꯄꯣꯔꯇꯦꯁꯟ ꯏꯟꯖꯤꯅꯤꯌꯔ ꯄꯣꯖꯤꯁꯟ ,ꯑꯁꯤꯒꯤ ꯑꯦꯁꯇꯤꯃꯦꯠ ꯇꯧꯔꯕꯥ ꯁꯦꯂꯔꯤ ꯑꯁꯤ ꯆꯍꯤ ꯑꯃꯗꯥ ꯃꯤꯂꯤꯌꯟ ꯗꯣꯂꯔ ꯆꯥꯝ ꯌꯥꯡꯈꯩ ꯐꯥꯎꯕꯥ ꯑꯣꯏꯒꯅꯤ꯫